ꯄꯤ ꯇꯤ ꯒꯤ ꯃꯣꯗꯦꯜ ꯑꯃ ꯇꯦꯛꯁꯀꯤ ꯑꯆꯧꯕ ꯗꯦꯇꯥꯁꯦꯠꯁꯤꯡꯗ ꯇ꯭ꯔꯦꯟ ꯇꯧꯏ ꯃꯗꯨꯗꯒꯤ ꯃꯁꯤꯅ ꯃꯤꯑꯣꯏꯕꯒꯤ ꯂꯣꯜꯒꯤ ꯃꯑꯣꯡ ꯃꯇꯧ ꯅꯨꯡꯉꯥꯏꯕ ꯑꯃꯁꯨꯡ ꯁꯇ꯭ꯔꯛꯆꯔꯁꯤꯡ ꯇꯝꯃꯤ꯫ ꯇ꯭ꯔꯦꯟ ꯇꯧꯔꯕ ꯃꯇꯨꯡꯗ ꯃꯣꯗꯦꯜ ꯑꯗꯨꯅ ꯃꯗꯨꯒꯤ ꯃꯇꯨꯡꯗ ꯑꯄꯤꯕ ꯄ꯭ꯔꯣꯝꯞ ꯑꯃꯗ ꯌꯨꯝꯐꯝ ꯑꯣꯏꯗꯨꯅ ꯀꯣꯍꯔꯤ ꯑꯃꯁꯨꯡ ꯀꯟꯇꯦꯛꯁꯆꯨꯑꯦꯜ ꯑꯣꯏꯅ ꯃꯔꯤ ꯂꯩꯅꯕ ꯇꯦꯛꯁ ꯑꯃ ꯁꯦꯝꯕ ꯌꯥꯏ꯫ ꯃꯣꯗꯦꯜ ꯑꯁꯤꯒꯤ ꯈ꯭ꯋꯥꯏꯗꯒꯤ ꯅꯧꯕ ꯚꯔꯖꯟ ꯖꯤ ꯄꯤ ꯇꯤ ꯑꯍꯨꯝ ꯑꯁꯤ ꯍꯧꯖꯤꯛ ꯂꯩꯔꯤꯕ ꯈ꯭ꯋꯥꯏꯗꯒꯤ ꯑꯍꯣꯡꯕ ꯂꯣꯜꯒꯤ ꯑꯦ ꯑꯥꯏ ꯖꯤ ꯄꯤ ꯇꯤ ꯒꯤ ꯃꯣꯗꯦꯜꯁꯤꯡꯒꯤ ꯃꯔꯨꯑꯣꯏꯕ ꯃꯁꯛ ꯑꯃꯗꯤ ꯃꯈꯣꯏꯒꯤ ꯄꯔꯤ ꯇꯔꯦꯅꯤꯡ ꯄ꯭ꯔꯣꯁꯦꯁ ꯑꯁꯤꯅꯤ ꯃꯁꯤꯗ ꯃꯣꯗꯦꯜ ꯑꯁꯤꯕꯨ ꯌꯦꯡꯁꯤꯟꯕꯤꯗꯕ ꯃꯑꯣꯡꯗ ꯇꯦꯛꯁ ꯀꯌꯥꯗ ꯑꯦꯛꯁꯄꯣꯖ ꯇꯧꯕ ꯌꯥꯎꯔꯤ꯫ ꯇꯔꯦꯅꯤꯡ ꯑꯁꯤꯅ ꯃꯣꯗꯦꯜ ꯑꯁꯤꯅ ꯂꯣꯜꯒꯤ ꯃꯈꯥ ꯄꯣꯜꯂꯤꯕ ꯁꯇꯔꯛꯆꯔ ꯑꯗꯨ ꯇꯝꯕ ꯌꯥꯍꯜꯂꯤ ꯃꯁꯤꯗ ꯗꯦꯇꯥ ꯑꯗꯨꯒꯤ ꯃꯌꯦꯛ ꯁꯦꯡꯕ ꯂꯦꯕꯦꯜ ꯑꯃꯠꯇ ꯃꯊꯧ ꯇꯥꯗꯦ꯫ ꯄꯔꯤ ꯇꯔꯦꯟ ꯇꯧꯔꯕ ꯃꯇꯨꯡꯗ ꯃꯗꯨꯒꯤ ꯃꯇꯨꯡꯗ ꯃꯣꯗꯦꯜ ꯑꯁꯤ ꯑꯀꯛꯅꯕ ꯊꯕꯛꯁꯤꯡ ꯈꯨꯗꯝ ꯑꯣꯏꯅ ꯇꯦꯛꯁ ꯖꯦꯅꯦꯔꯦꯁꯟ ꯍꯟꯗꯣꯛꯄ ꯅꯠꯇ꯭ꯔꯒ ꯋꯥꯍꯪꯒꯤ ꯄꯥꯎꯈꯨꯝ ꯄꯤꯕꯗ ꯐꯥꯏꯅꯦꯜ ꯇꯌꯨꯟ ꯇꯧꯕ ꯌꯥꯏ꯫ ꯑꯄꯨꯟꯕ ꯑꯣꯏꯅ ꯖꯤ ꯄꯤ ꯇꯤ ꯒꯤ ꯃꯣꯗꯦꯜꯁꯤꯡ ꯑꯁꯤ ꯃꯍꯧꯁꯥꯒꯤ ꯂꯣꯜ ꯄꯔꯣꯁꯦꯁꯤꯡ ꯑꯃꯁꯨꯡ ꯂꯧꯁꯤꯟꯕꯒꯤ ꯉꯝꯈꯩꯁꯤꯡ ꯊꯨꯒꯥꯏꯗꯨꯅ ꯍꯦꯟꯅ ꯁꯣꯐꯤꯁꯇꯤꯀꯦꯠ ꯑꯃꯁꯨꯡ ꯃꯤꯑꯣꯏꯕꯒ ꯃꯥꯟꯅꯕ ꯑꯦ ꯑꯥꯏ ꯆꯍꯤ ꯑꯁꯤ ꯇꯨꯊꯥꯎꯖꯟ ꯐꯣꯔꯇꯤ ꯅꯤ ꯍꯥꯏꯅ ꯈꯟꯕꯤꯌꯨ ꯑꯃꯁꯨꯡ ꯃꯁꯛ ꯊꯣꯛꯄ ꯅꯨꯃꯤꯠ ꯑꯃ ꯐꯣꯡꯗꯣꯛꯂꯛꯂꯤ꯫ꯆꯍꯤ ꯇꯨꯊꯥꯎꯖꯟ ꯐꯣꯔꯇꯤꯗ ꯃꯁꯛ ꯊꯣꯛꯄ ꯅꯨꯃꯤꯠ ꯑꯃ ꯑꯩꯈꯣꯏꯒꯤ ꯅꯨꯡꯇꯤꯒꯤ ꯄꯨꯟꯁꯤꯗ ꯇꯦꯛꯅꯣꯂꯣꯖꯤꯒꯤ ꯏꯟꯇꯤꯒꯔꯦꯁꯟꯒꯤ ꯊꯥꯛ ꯍꯦꯟꯒꯠꯂꯛꯄꯅ ꯃꯁꯛ ꯇꯥꯛꯄ ꯑꯣꯏꯔꯝꯕ ꯌꯥꯏ ꯃꯁꯤꯅ ꯄꯣꯠ ꯈꯨꯗꯤꯡꯃꯛ ꯍꯦꯟꯅ ꯅꯤꯡꯊꯤꯅ ꯑꯃꯁꯨꯡ ꯍꯦꯟꯅ ꯏꯐꯤꯁꯤꯌꯦꯟ ꯑꯣꯏꯅ ꯆꯠꯊꯕ ꯉꯝꯒꯅꯤ꯫ ꯅꯨꯃꯤꯠ ꯑꯁꯤ ꯅꯍꯥꯛꯀꯤ ꯁꯃꯥꯔꯠ ꯍꯣꯝ ꯑꯣꯇꯣꯃꯦꯁꯟ ꯁꯤꯁꯇꯦꯝꯅ ꯅꯨꯃꯤꯠ ꯊꯣꯛꯄ ꯑꯃ ꯁꯤꯝꯂꯦꯠ ꯇꯧꯕ ꯑꯦꯝꯕꯤꯑꯦꯟ ꯂꯥꯏꯇꯤꯡꯒ ꯂꯣꯏꯅꯅ ꯇꯞꯅ ꯇꯞꯅ ꯋꯥꯈꯜ ꯇꯥꯍꯟꯗꯨꯅ ꯅꯍꯥꯛꯄꯨ ꯋꯥꯈꯜ ꯋꯥꯕ ꯍꯦꯟꯒꯠꯍꯟꯅꯕ ꯚꯣꯜꯌꯨꯝ ꯇꯞꯅ ꯇꯞꯅ ꯍꯦꯟꯒꯠꯂꯛꯄ ꯇꯔꯨ ꯇꯅꯥꯟꯕ ꯃꯤꯌꯨꯖꯤꯛꯀꯥ ꯂꯣꯏꯅꯅ ꯋꯥꯈꯜ ꯋꯥꯕ ꯍꯧꯔꯛꯄꯗꯒꯤ ꯍꯧꯏ꯫ ꯏꯟꯇꯔꯅꯦꯠ ꯑꯣꯐ ꯊꯤꯡꯁ ꯑꯁꯤ ꯃꯄꯨꯡ ꯐꯥꯅ ꯆꯠꯊꯔꯛꯄꯒ ꯂꯣꯏꯅꯅ ꯅꯍꯥꯛꯀꯤ ꯏꯟꯇꯦꯂꯤꯖꯦꯟ ꯍꯥꯎꯁꯅ ꯅꯍꯥꯛꯀꯤ ꯇꯨꯝꯕꯒꯤ ꯃꯑꯣꯡ ꯃꯇꯧ ꯑꯗꯨ ꯌꯦꯡꯁꯤꯜꯂꯤ ꯑꯃꯁꯨꯡ ꯃꯗꯨꯒꯤ ꯃꯇꯨꯡ ꯏꯟꯅ ꯅꯍꯥꯛꯀꯤ ꯑꯌꯨꯛꯀꯤ ꯑꯦꯂꯥꯝ ꯑꯗꯨ ꯑꯦꯠꯖꯁ ꯇꯧꯔꯤ꯫ ꯅꯍꯥꯛꯅ ꯐꯃꯨꯡꯗꯒꯤ ꯊꯣꯔꯛꯇꯨꯅ ꯕꯥꯠꯔꯨꯝꯗ ꯆꯠꯂꯤ ꯃꯐꯝ ꯑꯗꯨꯗ ꯁꯃꯥꯔꯠ ꯃꯤꯔꯅ ꯅꯨꯃꯤꯠ ꯑꯗꯨꯒꯤ ꯅꯍꯥꯛꯀꯤ ꯁꯦꯗꯨꯜ ꯄꯔꯁꯣꯅꯦꯂꯥꯏꯖ ꯇꯧꯔꯕ ꯄꯥꯎꯒꯤ ꯑꯞꯗꯦꯠꯁꯤꯡ ꯑꯃꯁꯨꯡ ꯋꯦꯗꯔ ꯐꯣꯔꯀꯥꯁꯁꯤꯡ ꯎꯠꯂꯤ꯫ ꯅꯍꯥꯛꯅ ꯄꯣꯠ ꯌꯣꯜꯂꯤꯉꯩꯗ ꯅꯍꯥꯛꯀꯤ ꯋꯦꯗꯔꯅ ꯅꯣꯡꯖꯨ ꯅꯨꯡꯁꯥ ꯑꯃꯁꯨꯡ ꯅꯍꯥꯛꯅ ꯊꯧꯔꯥꯡ ꯇꯧꯔꯤꯕ ꯊꯕꯛ ꯊꯧꯔꯝꯁꯤꯡꯗ ꯌꯨꯝꯐꯝ ꯑꯣꯏꯕ ꯑꯥꯎꯠꯐꯤꯠ ꯑꯃ ꯄꯤꯔꯤ꯫ ꯅꯍꯥꯛꯅ ꯀꯤꯆꯟꯗ ꯆꯠꯂꯤ ꯃꯐꯝ ꯑꯗꯨꯗ ꯅꯍꯥꯛꯀꯤ ꯁꯃꯥꯔꯠ ꯔꯦꯐ꯭ꯔꯤꯖꯔꯦꯇꯔꯅ ꯅꯍꯥꯛꯀꯤ ꯅꯨꯃꯤꯗꯥꯡꯒꯤ ꯆꯥꯛꯂꯦꯟ ꯁꯦꯝ ꯁꯥꯗꯨꯅ ꯂꯩ ꯅꯍꯥꯛꯀꯤ ꯗꯥꯏꯑꯦꯇꯔꯤ ꯄꯁꯟꯁꯤꯡ ꯑꯃꯁꯨꯡ ꯐꯨꯗ ꯑꯦꯂꯥꯔꯖꯤ ꯑꯃꯍꯦꯛꯇꯕꯨ ꯌꯦꯡꯂꯒ꯫